ꯂꯥꯏꯔꯦꯝꯕꯤ ꯅꯥꯏꯀꯤ ꯂꯥꯏꯔꯦꯝꯕꯤ ꯅꯥꯟꯁꯦ ꯅꯥꯖꯤ ꯍꯥꯏꯅꯁꯨ ꯈꯪꯅꯕ ꯑꯁꯤ ꯈꯨꯟꯅꯥꯏꯒꯤ ꯑꯆꯨꯝꯕ ꯋꯥꯌꯦꯜ ꯑꯃꯁꯨꯡ ꯂꯥꯏ ꯇꯥꯛꯄꯒꯤ ꯁꯨꯃꯦꯔꯤꯌꯟꯒꯤ ꯂꯥꯏꯔꯦꯝꯕꯤꯅꯤ ꯃꯍꯥꯛꯀꯤ ꯃꯤꯌꯥꯝꯅ ꯄꯥꯝꯅꯕ ꯑꯗꯨꯅ ꯑꯔꯣꯏꯕꯗ ꯈꯥ ꯊꯪꯕ ꯃꯦꯁꯣꯄꯣꯇꯦꯃꯤꯌꯥꯒꯤ ꯃꯍꯥꯛꯀꯤ ꯑꯁꯦꯡꯕ ꯉꯝꯈꯩꯁꯤꯡ ꯑꯗꯨ ꯈ꯭ꯔꯤꯁꯇꯒꯤ ꯃꯃꯥꯡꯒꯤ ꯑꯍꯨꯝꯁꯨꯕ ꯃꯤꯂꯦꯅꯤꯌꯝꯗ ꯂꯝꯗꯝ ꯑꯁꯤꯒꯤ ꯃꯐꯝ ꯈꯨꯗꯤꯡꯃꯛꯇ ꯂꯥꯟꯊꯣꯛꯈꯤ꯫ ꯃꯍꯥꯛ ꯃꯤꯑꯣꯏꯕꯒꯤ ꯑꯐꯕꯒꯤꯗꯃꯛ ꯃꯁꯥ ꯃꯊꯟꯇ ꯀꯠꯊꯣꯛꯄꯒꯤꯗꯃꯛ ꯃꯦꯁꯣꯄꯣꯇꯦꯃꯤꯌꯥꯟ ꯄꯦꯟꯊꯤꯌꯟꯒꯤ ꯈ꯭ꯋꯥꯏꯗꯒꯤ ꯃꯃꯤꯡ ꯆꯠꯄ ꯂꯥꯏꯁꯤꯡꯒꯤ ꯃꯅꯨꯡꯗ ꯑꯃꯥ ꯑꯣꯏꯔꯛꯈꯤ꯫ ꯃꯍꯥꯛꯅ ꯃꯃꯥ ꯃꯄꯥ ꯅꯥꯏꯗꯕ ꯑꯉꯥꯡꯁꯤꯡ ꯑꯃꯁꯨꯡ ꯂꯨꯈ꯭ꯔꯥꯕꯤꯁꯤꯡꯕꯨ ꯌꯦꯡꯁꯤꯟꯈꯤ ꯑꯆꯨꯝꯕ ꯋꯥꯌꯦꯜ ꯑꯅꯧꯕ ꯏꯁꯤꯡ ꯎꯆꯦꯛꯁꯤꯡ ꯑꯃꯁꯨꯡ ꯉꯥ ꯂꯩꯍꯥꯎ ꯆꯦꯟꯕ ꯑꯗꯨ ꯌꯦꯡꯁꯤꯟꯈꯤ ꯑꯃꯁꯨꯡ ꯃꯈꯣꯏꯗ ꯃꯪꯂꯥꯟꯁꯤꯡ ꯑꯗꯨ ꯆꯨꯝꯅ ꯁꯟꯗꯣꯛꯅ ꯇꯥꯛꯄ ꯉꯝꯕꯒꯤ ꯃꯄꯥꯡꯒꯜ ꯄꯤꯗꯨꯅ ꯄ꯭ꯔꯣꯐꯦꯠꯁꯤꯡꯕꯨ ꯌꯥꯝꯅ ꯄꯥꯝꯖꯈꯤ꯫ ꯃꯍꯥꯛꯄꯨ ꯂꯦꯗꯤ ꯑꯣꯐ ꯗ ꯁ꯭ꯇꯣꯔꯔꯨꯝꯁ ꯍꯥꯏꯅꯁꯨ ꯈꯪꯅꯔꯝꯃꯤ ꯑꯃꯁꯨꯡ ꯃꯁꯤꯒꯤ ꯃꯄꯥꯡꯒꯜ ꯑꯁꯤꯗ ꯑꯔꯨꯝꯕꯁꯤꯡ ꯑꯃꯁꯨꯡ ꯈꯣꯡꯊꯥꯡꯁꯤꯡ ꯑꯗꯨ ꯑꯆꯨꯝꯕꯅꯤ ꯍꯥꯏꯕꯗꯨ ꯁꯣꯏꯗꯅ ꯈꯪꯍꯟꯈꯤ꯫ ꯂꯂꯣꯟ ꯏꯇꯤꯛꯀ ꯃꯔꯤ ꯂꯩꯅꯕ ꯊꯧꯗꯥꯡ ꯑꯁꯤꯗ ꯑꯍꯥꯟꯕꯗ ꯃꯍꯥꯛꯀꯤ ꯃꯤꯌꯥꯝꯅ ꯄꯥꯝꯅꯕ ꯍꯦꯟꯒꯠꯂꯛꯈꯤ꯫ ꯃꯍꯥꯛ ꯂꯧꯁꯤꯡ ꯑꯃꯁꯨꯡ ꯑꯅꯧꯕ ꯏꯁꯤꯡꯒꯤ ꯂꯥꯏ ꯑꯦꯟꯀꯤꯒꯤ ꯃꯆꯥꯅꯨꯄꯤꯅꯤ ꯑꯃꯁꯨꯡ ꯃꯃꯥ ꯂꯥꯏꯔꯦꯝꯕꯤ ꯅꯤꯟꯍꯨꯔꯁꯥꯒꯀꯤ ꯃꯆꯥꯅꯨꯄꯤꯅꯤ ꯑꯗꯨꯕꯨ ꯃꯍꯥꯛꯄꯨ ꯑꯦꯟꯂꯤꯜꯒꯤ ꯃꯆꯥꯅꯨꯄꯤ ꯍꯥꯏꯅꯁꯨ ꯄꯜꯂꯤ꯫ ꯊꯥꯏꯅꯒꯤ ꯋꯥꯔꯤ ꯈꯔꯗꯗꯤ ꯃꯍꯥꯛ ꯑꯏꯕꯒꯤ ꯂꯥꯏꯔꯦꯝꯕꯤ ꯅꯤꯁꯥꯕꯥꯒꯤ ꯃꯆꯦꯅꯤ ꯑꯃꯁꯨꯡ ꯍꯤꯔꯣ ꯂꯥꯏ ꯅꯤꯅꯨꯔꯇꯥ ꯑꯃꯁꯨꯡ ꯑꯇꯣꯞꯄ ꯈꯔꯗꯗꯤ ꯏꯅꯥꯟꯅꯥ ꯑꯃꯁꯨꯡ ꯏꯔꯦꯁꯀꯤꯒꯜꯒꯤ ꯃꯆꯦꯅꯤ꯫ ꯃꯍꯥꯛꯀꯤ ꯂꯣꯏꯅꯕꯤ ꯍꯥꯏꯌꯥꯅꯤ ꯄꯣꯠ ꯆꯩ ꯊꯝꯐꯝꯁꯤꯡꯒꯤ ꯂꯥꯏꯅꯤ ꯑꯃꯁꯨꯡ ꯃꯍꯥꯛꯀꯤ ꯚꯤꯖꯤꯌꯔꯅ ꯃꯤꯌꯥꯝꯒꯤ ꯊꯕꯛꯁꯤꯡ ꯑꯃꯁꯨꯡ ꯂꯥꯟꯗꯕꯁꯤꯡ ꯌꯦꯡꯁꯤꯟꯕꯒꯤ ꯊꯧꯗꯥꯡ ꯂꯧꯈꯤꯕ ꯍꯦꯟꯗꯨꯔꯁꯥꯒꯅꯤ꯫ ꯃꯍꯥꯛꯀꯤ ꯃꯄꯨꯔꯣꯏꯕꯂꯣꯏꯅꯕꯤ ꯑꯁꯤ ꯑꯍꯥꯟꯕꯗ ꯅꯤꯟꯗꯥꯔꯥꯅꯤ ꯍꯦꯟꯗꯨꯔꯁꯥꯒꯀꯤ ꯃꯌꯥꯝꯕ ꯑꯍꯜ ꯂꯒꯥꯁꯀꯤ ꯃꯐꯝ ꯑꯗꯨꯒꯤ ꯂꯥꯏ ꯑꯆꯧꯕ ꯂꯥꯟꯃꯤ ꯑꯃ ꯑꯃꯁꯨꯡ ꯁꯃꯨꯗ꯭ꯔꯒꯤ ꯀꯥꯡꯒꯠ ꯈꯣꯝꯒꯠꯄ ꯍꯥꯏꯅ ꯈꯡꯅꯔꯝꯃꯤ ꯑꯗꯨꯕꯨ ꯃꯤꯡꯊꯣꯜ ꯑꯁꯤꯒꯤ ꯋꯥꯍꯟꯊꯣꯛ ꯑꯁꯤ ꯃꯌꯦꯛ ꯁꯦꯡꯗꯦ꯫ ꯑꯗꯨꯝ ꯑꯣꯏꯅꯃꯛ ꯃꯍꯥꯛ ꯈ꯭ꯋꯥꯏꯗꯒꯤ ꯇꯣꯏꯅ ꯍꯥꯏꯌꯥꯒ ꯃꯔꯤ ꯂꯩꯅꯩ꯫ ꯅꯥꯟꯁꯦꯅ ꯃꯔꯨꯑꯣꯏꯅ ꯂꯥꯟꯅ ꯁꯣꯛꯍꯜꯂꯕ ꯂꯝꯗꯝꯁꯤꯡꯗꯒꯤ ꯆꯦꯜꯂꯛꯂꯤꯕ ꯔꯦꯐ꯭ꯌꯨꯖꯤꯁꯤꯡꯒꯤꯗꯃꯛ ꯋꯥꯈꯜ ꯋꯥꯔꯝꯃꯤ ꯑꯃꯁꯨꯡ ꯍꯥꯏꯔꯤꯕꯁꯤꯡ ꯑꯁꯤꯅ ꯂꯒꯥꯁ ꯁꯍꯔꯒꯤ ꯅꯤꯅꯥ ꯁꯍꯔꯗ ꯂꯩꯕ ꯃꯍꯥꯛꯀꯤ ꯁꯤꯔꯥꯔꯥ ꯂꯥꯏꯁꯪꯗ ꯁꯦꯡꯆꯨꯑꯔꯤ ꯐꯪꯈꯤ꯫ ꯃꯍꯥꯛꯄꯨ ꯁꯤꯂꯤꯟꯗꯔ ꯁꯤꯜ ꯑꯃꯗ ꯃꯍꯥꯛꯀꯤ ꯃꯊꯛꯇ ꯃꯁꯥ ꯄꯥꯟꯕ ꯁꯣꯂꯔ ꯗꯤꯁꯛ ꯑꯆꯨꯝꯕ ꯋꯥꯌꯦꯜꯒꯤ ꯂꯥꯏ ꯎꯇꯨ ꯁꯃꯥꯁꯀꯤ ꯑꯁꯤꯔꯤꯌꯟꯒꯤ ꯈꯨꯗꯝ ꯑꯃꯒ ꯂꯣꯏꯅꯅ ꯃꯁꯥ ꯄꯥꯟꯕ ꯑꯅꯨꯅꯥ ꯃꯥꯂꯦꯝꯒꯤ ꯂꯥꯏꯁꯤꯡ ꯑꯅꯤꯅ ꯀꯣꯏꯁꯤꯜꯂꯕ ꯏꯁꯤꯡꯒꯤ ꯃꯊꯛꯇ ꯖꯒꯣꯏ ꯁꯥꯕ ꯅꯨꯄꯤ ꯑꯃ ꯑꯣꯏꯅ ꯎꯠꯂꯤ꯫ ꯑꯦꯟꯀꯤꯅ ꯃꯍꯥꯛꯄꯨ ꯄꯔꯁꯤꯌꯥꯟ ꯒꯜꯐꯀꯤ ꯏꯁꯤꯡ ꯑꯃꯁꯨꯡ ꯃꯗꯨꯗ ꯂꯩꯔꯝꯕ ꯖꯤꯕ ꯄꯨꯝꯅꯃꯛꯀꯤ ꯊꯧꯗꯥꯡ ꯄꯤꯈꯤ ꯑꯃꯁꯨꯡ ꯃꯍꯥꯛꯄꯨ ꯏꯁꯤꯡꯒ ꯃꯔꯤ ꯂꯩꯅꯅ ꯇꯣꯏꯅ ꯄꯜꯂꯤ꯫ ꯃꯍꯥꯛꯄꯨ ꯉꯥ ꯑꯃꯁꯨꯡ ꯄꯦꯂꯤꯀꯥꯟꯒꯤ ꯈꯨꯗꯝꯅꯁꯨ ꯃꯁꯛ ꯇꯥꯛꯂꯤ ꯉꯥ ꯑꯁꯤꯅ ꯃꯍꯥꯛꯄꯨ ꯏꯁꯤꯡꯒ ꯁꯝꯅꯍꯜꯂꯤ ꯑꯗꯨꯕꯨ ꯄꯨꯟꯁꯤꯕꯨꯁꯨ ꯃꯁꯛ ꯇꯥꯛꯂꯤ ꯑꯗꯨꯒ ꯑꯔꯤꯕ ꯋꯥꯔꯤꯗ ꯃꯁꯤꯒꯤ ꯅꯍꯥ ꯑꯣꯏꯔꯤꯕ ꯃꯤꯑꯣꯏꯁꯤꯡꯕꯨ ꯄꯤꯖꯅꯕ ꯃꯁꯥꯃꯛꯄꯨ ꯀꯠꯊꯣꯛꯏ ꯍꯥꯏꯅ ꯍꯥꯏꯔꯤꯕ ꯄꯦꯂꯤꯀꯥꯟ ꯑꯁꯤꯅ ꯃꯍꯥꯛꯀꯤ ꯃꯤꯑꯣꯏꯕꯒꯤꯗꯃꯛ ꯀꯠꯊꯣꯛꯄꯒꯤ ꯃꯁꯛ ꯇꯥꯛꯈꯤ꯫ ꯃꯍꯥꯛꯄꯨ ꯄꯟꯕ ꯍꯛꯇꯨꯅ ꯏꯔꯝꯕꯁꯤꯡ ꯑꯃꯁꯨꯡ ꯂꯥꯏꯁꯣꯟ ꯄꯨꯝꯅꯃꯛꯇ ꯅꯥꯟꯁꯦꯕꯨ ꯃꯤꯅꯨꯡꯁꯤ ꯂꯩꯕ ꯃꯤꯅꯨꯡꯁꯤ ꯂꯩꯕ ꯇꯔꯥꯝꯅ ꯑꯣꯛꯄ ꯑꯃꯁꯨꯡ ꯂꯧꯁꯤꯡ ꯂꯩꯕ ꯑꯣꯏꯅ ꯎꯠꯂꯤ꯫ ꯃꯍꯥꯛ ꯑꯁꯤ ꯈ꯭ꯔꯤꯁ꯭ꯇꯒꯤ ꯃꯃꯥꯡ ꯆꯍꯤ ꯂꯤꯁꯤꯡ ꯑꯅꯤ ꯆꯥꯝꯃ ꯀꯨꯟ ꯃꯉꯥꯗ ꯑꯣꯏꯈꯤꯕ ꯗ ꯕꯤꯜꯗꯤꯡ ꯑꯣꯐ ꯅꯤꯡꯒꯤꯔꯁꯨꯒꯤ ꯇꯦꯝꯄꯜ ꯍꯥꯏꯕ ꯂꯥꯏꯔꯤꯛꯀꯤ ꯇꯦꯔꯥꯀꯣꯇꯥ ꯁꯤꯂꯤꯟꯗꯔ ꯑꯅꯤ ꯑꯣꯏꯔꯤꯕ ꯒꯨꯗꯤꯌꯥ ꯁꯤꯂꯤꯟꯗꯔꯁꯇꯒꯤ ꯈ꯭ꯋꯥꯏꯗꯒꯤ ꯃꯃꯤꯡ ꯆꯠꯂꯤ ꯃꯗꯨꯗ ꯃꯍꯥꯛꯅ ꯂꯒꯥꯁꯀꯤ ꯒꯕꯔꯅꯔ ꯒꯨꯗꯤꯌꯥꯒꯤ ꯃꯪꯂꯥꯟ ꯈ꯭ꯔꯤꯁꯇꯒꯤ ꯃꯃꯥꯡ ꯆꯍꯤ ꯑꯗꯨ ꯁꯟꯗꯣꯛꯅ ꯇꯥꯛꯂꯤ ꯑꯃꯁꯨꯡ ꯃꯍꯥꯛꯄꯨ ꯃꯍꯥꯛꯀꯤ ꯂꯥꯏꯒꯤꯗꯃꯛ ꯂꯥꯏꯁꯪ ꯑꯃ ꯁꯥꯅꯕ ꯄꯨꯛꯅꯤꯡ ꯊꯧꯒꯠꯂꯤ꯫ꯑꯁꯤ ꯑꯔꯤꯕ ꯒ꯭ꯔꯤꯛ ꯈꯨꯠꯁꯥꯂꯣꯟꯒꯤ ꯃꯤꯌꯥꯝꯅ ꯄꯥꯝꯅꯕ ꯃꯤꯁꯛ ꯑꯃꯅꯤ ꯃꯁꯤ ꯃꯍꯥꯛ ꯑꯍꯛꯄ ꯂꯥꯏꯁꯤꯡꯗ ꯆꯐꯨ ꯁꯥꯕꯗ ꯑꯃꯁꯨꯡ ꯁꯦꯟꯌꯦꯛꯁꯤꯡꯗ ꯌꯥꯎꯔꯝꯃꯤ꯫ ꯃꯍꯧꯁꯥꯅ ꯍꯦꯁꯤꯌꯣꯗꯀꯤ ꯐꯖꯔꯕ ꯈꯣꯡꯒ꯭ꯔꯥꯎ ꯅꯥꯏꯀꯤ ꯍꯥꯏꯅ ꯐꯣꯡꯗꯣꯛꯄꯒ ꯆꯥꯟꯅꯕ ꯃꯍꯥꯛꯄꯨ ꯃꯁꯥꯒ ꯂꯣꯏꯅꯅ ꯎꯠꯂꯤ ꯑꯃꯁꯨꯡ ꯑꯌꯥꯝꯕꯅ ꯃꯍꯥꯛꯀꯤ ꯃꯃꯥꯡꯗ ꯃꯥꯏꯄꯥꯛꯄꯒꯤ ꯂꯩ ꯄꯔꯦꯡ ꯑꯃ ꯄꯨꯗꯨꯅ ꯆꯠꯂꯤ ꯃꯗꯨ ꯃꯍꯥꯛꯅ ꯑꯇꯣꯞꯄ ꯂꯥꯏꯁꯤꯡꯗ ꯅꯠꯇ꯭ꯔꯒ ꯃꯥꯏꯄꯥꯛꯂꯕ ꯍꯤꯔꯣꯁꯤꯡ ꯑꯃꯁꯨꯡ ꯁꯥꯟꯅꯔꯣꯏꯁꯤꯡꯗ ꯄꯤ꯫ ꯍꯛꯇꯨꯅ ꯁꯦꯝꯕꯗ ꯍꯧꯖꯤꯛ ꯐꯥꯎꯕ ꯂꯩꯔꯤꯕ ꯈ꯭ꯋꯥꯏꯗꯒꯤ ꯑꯔꯤꯕ ꯃꯁꯥ ꯄꯥꯟꯕ ꯅꯥꯏꯀꯤ ꯑꯁꯤ ꯗꯦꯂꯣꯁꯇꯒꯤꯅꯤ ꯑꯃꯁꯨꯡ ꯃꯁꯤ ꯈ꯭ꯔꯤꯁ꯭ꯠꯒꯤ ꯃꯃꯥꯡ ꯆꯍꯤ ꯆꯧꯉꯥ ꯌꯥꯡꯈꯩꯗꯒꯤꯅꯤ ꯑꯃꯁꯨꯡ ꯃꯁꯤ ꯑꯥꯔꯆꯔꯃꯣꯁꯅ ꯁꯦꯝꯈꯤꯕ ꯑꯣꯏꯔꯝꯕ ꯌꯥꯏ꯫ ꯃꯤꯇꯝ ꯑꯁꯤ ꯑꯥꯔꯀꯥꯏꯛꯀꯤ ꯃꯑꯣꯡꯗ ꯂꯩ ꯑꯃꯁꯨꯡ ꯃꯇꯝ ꯑꯗꯨꯒꯤ ꯇꯣꯞ ꯇꯣꯞꯄ ꯄꯣꯖ ꯑꯗꯨ ꯈꯨꯎ ꯊꯦꯡꯖꯤꯟꯗꯨꯅ ꯑꯃꯁꯨꯡ ꯆꯦꯟꯕꯒ ꯂꯣꯏꯅꯅ ꯌꯩ꯫ ꯈ꯭ꯔꯤꯁꯇꯒꯤ ꯃꯃꯥꯡꯒꯤ ꯃꯉꯥ ꯁꯨꯕ ꯆꯍꯤꯆꯥꯗꯒꯤ ꯃꯔꯤ ꯁꯨꯕ ꯆꯍꯤꯆꯥꯒꯤ ꯆꯐꯨ ꯁꯥꯕꯗ ꯅꯥꯏꯀꯤꯅꯁꯨ ꯑꯌꯥꯝꯕ ꯃꯇꯝꯗ ꯗꯣꯂꯥꯏ ꯑꯃ ꯊꯧꯏ ꯅꯠꯇ꯭ꯔꯒ ꯀꯔꯤꯒꯨꯃꯕ ꯃꯇꯝꯗ ꯂꯥꯏ ꯀꯠꯐꯝ ꯅꯠꯇ꯭ꯔꯒ ꯀꯠꯊꯣꯛꯂꯕ ꯁꯟ ꯂꯥꯕ ꯑꯃꯒꯤ ꯃꯅꯥꯛꯇ ꯂꯦꯞꯂꯤ꯫ ꯂꯥꯏꯔꯦꯝꯕꯤ ꯅꯥꯏꯀꯤ ꯂꯥꯏꯔꯦꯝꯕꯤ ꯑꯦꯊꯦꯅꯥꯒꯤ ꯈ꯭ꯋꯥꯏꯗꯒꯤ ꯇꯣꯏꯅ ꯊꯣꯛꯄ ꯃꯤꯡꯊꯣꯜꯁꯤꯡꯒꯤ ꯃꯅꯨꯡꯗ ꯑꯃꯗꯤ ꯑꯦꯊꯦꯅꯥ ꯅꯥꯏꯀꯤꯅꯤ ꯑꯃꯁꯨꯡ ꯚꯤꯛꯇ꯭ꯔꯤ ꯑꯣꯏꯅ ꯑꯦꯊꯦꯅꯥꯒꯤ ꯂꯥꯏꯁꯪ ꯑꯃ ꯈ꯭ꯔꯤꯁ꯭ꯠꯒꯤ ꯃꯃꯥꯡ ꯆꯥꯃ꯭ꯔꯤ ꯀꯨꯟꯒꯤ ꯆꯍꯤ ꯇꯔꯥꯒꯤ ꯈꯨꯖꯤꯡꯒꯤ ꯑꯊꯦꯡꯕꯗ ꯑꯦꯊꯦꯟꯁꯀꯤ ꯑꯦꯀ꯭ꯔꯣꯄꯣꯂꯤꯁꯇ ꯁꯥꯈꯤꯕꯅꯤ꯫ ꯂꯥꯏꯁꯪꯒꯤ ꯌꯨꯝꯊꯛꯀꯤ ꯀꯥꯆꯤꯟꯁꯤꯡ ꯑꯃꯁꯨꯡ ꯃꯌꯥꯏ